ꯑꯦꯅꯥꯂꯣꯖꯤ ꯑꯃ ꯂꯥꯛꯄ ꯃꯇꯝꯗ, ꯀ꯭ꯌꯥꯟꯇꯝ ꯀꯝꯄꯌꯨꯇꯔ ꯑꯃꯒꯤ ꯋꯥꯈꯜꯂꯣꯟ ꯑꯗꯨ ꯁꯟꯗꯣꯛꯅ ꯇꯥꯛꯄꯤꯌꯨ꯫ ꯍꯨꯏꯒꯤ ꯔꯦꯁ ꯑꯃ ꯈꯟꯕꯤꯌꯨ꯫ ꯇ꯭ꯔꯦꯗꯤꯁ꯭ꯅꯦꯜ ꯀꯝꯄꯌꯨꯇꯔ ꯑꯃꯗ, ꯃꯁꯤ ꯃꯇꯝ ꯑꯃꯗ ꯍꯨꯏ ꯑꯃꯈꯛꯇꯅ ꯔꯦꯁ ꯑꯁꯤ ꯆꯦꯟꯕ ꯑꯗꯨꯒ ꯃꯥꯟꯒꯅꯤ꯫ ꯍꯨꯏ ꯑꯁꯤ ꯌꯥꯡꯅ ꯆꯠꯄ ꯌꯥꯏ, ꯑꯗꯨꯕꯨ ꯃꯁꯤꯅ ꯃꯇꯝ ꯑꯃꯗ ꯈꯣꯡꯊꯥꯡ ꯑꯃꯈꯛꯇꯃꯛ ꯔꯦꯁ ꯑꯁꯤ ꯃꯄꯨꯡ ꯐꯥꯍꯟꯕ ꯉꯝꯃꯤ꯫ ꯍꯧꯖꯤꯛ, ꯀ꯭ꯌꯥꯟꯇꯝ ꯀꯝꯄꯌꯨꯇꯔ ꯑꯃꯗ ꯔꯦꯁ ꯑꯁꯤ ꯑꯃꯒ ꯑꯃꯒ ꯂꯥꯟꯊꯦꯡꯅꯔꯤꯕ ꯍꯨꯏ ꯀꯌꯥ ꯑꯃ ꯂꯩ ꯍꯥꯏꯅ ꯈꯟꯕꯤꯌꯨ꯫ ꯍꯥꯏꯔꯤꯕ ꯍꯨꯏꯁꯤꯡ ꯑꯁꯤꯅ ꯀ꯭ꯌꯥꯟꯇꯝ ꯕꯤꯠꯁꯤꯡ ꯅꯠꯇ꯭ꯔꯒꯥ ꯀ꯭ꯌꯨꯕꯤꯠꯁꯤꯡ ꯔꯤꯄꯔꯖꯦꯟꯇ ꯇꯧꯔꯤ, ꯑꯃꯁꯨꯡ ꯃꯈꯣꯏꯅ ꯑꯃꯨꯛ ꯍꯟꯅ ꯃꯁꯤꯡ ꯌꯥꯝꯂꯕ ꯄꯣꯖꯤꯁꯟ ꯅꯠꯇ꯭ꯔꯒꯥ ꯔꯥꯖ꯭ꯌꯁꯤꯡꯗ ꯂꯩꯕꯥ ꯉꯝꯕꯒꯤ ꯊꯧꯅ ꯂꯩ, ꯃꯁꯤꯅ ꯇꯥꯛꯄꯗꯤ ꯃꯈꯣꯏꯅ ꯑꯃꯒ ꯑꯃꯒ ꯂꯝꯕꯤ ꯀꯌꯥ ꯑꯃ ꯂꯧꯕ ꯉꯝꯃꯤ꯫ ꯃꯁꯤꯒꯤ ꯃꯍꯩ ꯑꯣꯏꯅ ꯔꯦꯁ ꯑꯁꯤ ꯌꯥꯝꯅ ꯊꯨꯅ ꯂꯣꯏꯁꯤꯟꯕ ꯉꯝꯃꯤ, ꯑꯃꯁꯨꯡ ꯏꯟꯐꯣꯔꯃꯦꯁꯟ ꯍꯦꯟꯅ ꯑꯃꯨꯛ ꯍꯟꯅ ꯄ꯭ꯔꯣꯁꯦꯁ ꯇꯧꯕ ꯉꯝꯃꯤ꯫ ꯁꯨꯔꯒ ꯐꯤꯅꯤꯁ ꯂꯥꯏꯟ ꯌꯧꯅꯕ ꯄꯨꯟꯅ ꯊꯕꯛ ꯇꯧꯃꯤꯟꯅꯔꯤꯕ ꯍꯨꯏꯒꯤ ꯔꯦꯁ ꯑꯃꯒꯨꯝꯅ, ꯀ꯭ꯌꯨꯕꯤꯠꯁꯤꯡꯅ ꯄꯨꯟꯅ ꯊꯕꯛ ꯇꯧꯃꯤꯟꯅꯗꯨꯅ ꯇ꯭ꯔꯦꯗꯤꯁ꯭ꯅꯦꯜ ꯀꯝꯄꯌꯨꯇꯔ ꯑꯃꯗꯒꯤ ꯌꯥꯝꯅ ꯍꯦꯟꯕ ꯈꯣꯡꯖꯦꯜꯗ ꯀꯝꯄꯂꯦꯛꯁ ꯀꯦꯜꯀꯨꯂꯦꯁꯟꯁꯤꯡ ꯁꯣꯜꯕ ꯇꯧꯏ꯫ "ꯃꯇꯝ ꯑꯃꯗ, ꯏꯁ꯭ꯄꯦꯜ ꯕꯨꯛ ꯑꯃ ꯂꯩꯕ ꯋꯥꯏꯇꯦꯞ ꯑꯃ ꯂꯩꯔꯝꯃꯤ" ꯍꯥꯏꯕ ꯋꯥꯍꯩ ꯑꯁꯤꯗꯒꯤ ꯍꯧꯔꯒ ꯋꯥꯍꯩ ꯆꯥꯍꯨꯝ ꯔꯣꯝ ꯁꯥꯡꯕ ꯋꯥꯔꯤ ꯑꯃ ꯁꯦꯝꯃꯨ꯫ ꯃꯇꯝ ꯑꯃꯗ ꯁ꯭ꯄꯦꯜ ꯕꯨꯛ ꯑꯃ ꯂꯩꯕ ꯋꯥꯏꯇꯦꯞ ꯑꯃ ꯂꯩꯔꯝꯃꯤ꯫ ꯂꯥꯏꯔꯤꯛ ꯑꯁꯤ ꯑꯁꯨꯛ ꯌꯥꯝꯅ ꯁꯛꯇꯤ ꯂꯩꯔꯝꯏ ꯃꯗꯨꯗꯤ ꯃꯍꯥꯛꯅ ꯄꯥꯝꯖꯕ ꯋꯥꯐꯝ ꯈꯨꯗꯤꯡꯃꯛ ꯃꯄꯨꯡ ꯐꯥꯍꯟꯕ ꯉꯝꯈꯤ꯫ ꯅꯨꯃꯤꯠ ꯑꯃꯗ, ꯃꯍꯥꯛꯅ ꯃꯗꯨꯒꯤ ꯁꯦꯡꯂꯕ ꯄꯦꯄ꯭ꯔꯁꯤꯡ ꯑꯗꯨ ꯌꯦꯡꯂꯒꯥ, ꯋꯥꯏꯇꯦꯞ ꯑꯗꯨꯅ ꯃꯃꯥꯡꯗ ꯎꯈꯤꯗ꯭ꯔꯤꯕ ꯃꯤꯁꯛ ꯑꯃ ꯎꯈꯤ; ꯃꯁꯤ ꯂꯣꯝꯕ ꯅꯥꯏꯗꯕ ꯅꯨꯡꯉꯥꯏꯕꯒꯤꯗꯃꯛ ꯑꯣꯏꯈꯤ꯫ ꯋꯥꯈꯜ ꯋꯥꯕ ꯂꯩꯇꯅ ꯃꯍꯥꯛꯅ ꯏꯁ꯭ꯄꯦꯜ ꯑꯗꯨꯒꯤꯗꯃꯛ ꯃꯊꯧ ꯇꯥꯕ ꯄꯣꯠꯂꯝ ꯄꯨꯝꯅꯃꯛ ꯈꯣꯝꯖꯤꯜꯂꯒꯥ ꯋꯥꯍꯩꯁꯤꯡ ꯑꯗꯨ ꯄꯥꯈꯤ꯫ ꯈꯪꯍꯧꯗꯅ ꯅꯨꯡꯁꯤꯠ ꯑꯗꯨ ꯐꯨꯜꯒꯤ ꯃꯃꯤ ꯑꯃꯁꯨꯡ ꯎꯆꯦꯛꯁꯤꯡꯒꯤ ꯈꯣꯟꯖꯦꯜꯅ ꯊꯜꯂꯝꯃꯤ꯫ ꯃꯤꯀꯨꯞ ꯑꯗꯨꯗꯒꯤ ꯃꯍꯥꯛꯀꯤ ꯊꯝꯃꯣꯏꯗꯒꯤ ꯀꯩꯗꯧꯉꯩꯗꯁꯨ ꯊꯣꯛꯇꯕ ꯅꯨꯡꯉꯥꯏꯕ ꯑꯃ ꯐꯥꯎꯈꯤ꯫ ꯑꯗꯨꯒꯨꯝꯕ ꯏꯁ꯭ꯄꯦꯜ ꯑꯗꯨ ꯃꯍꯥꯛꯅ ꯂꯩꯔꯝꯕ ꯈ꯭ꯋꯥꯏꯗꯒꯤ ꯆꯥꯎꯕ ꯂꯟ-ꯊꯨꯝꯅꯤ꯫ ꯒ꯭ꯂꯣꯕꯦꯜ ꯋꯥꯔꯃꯤꯡ ꯑꯁꯤ ꯇꯁꯦꯡꯕꯅꯤ ꯍꯥꯏꯕ ꯄ꯭ꯔꯃꯥꯟ ꯃꯉꯥꯒꯤ ꯂꯤꯁ ꯑꯃ ꯁꯦꯝꯃꯨ꯫ ꯇꯦꯝꯄꯦꯔꯦꯆꯔ ꯍꯦꯟꯒꯠꯂꯛꯄ: ꯒ꯭ꯂꯣꯕꯦꯜ ꯋꯥꯔꯃꯤꯡꯒꯤ ꯃꯁꯛ ꯑꯁꯤ ꯄ꯭ꯔꯤꯊꯤꯕꯤꯒꯤ ꯃꯊꯛꯇ ꯂꯩꯕ ꯆꯥꯡꯆꯠꯇ ꯑꯣꯏꯕ ꯇꯦꯝꯄꯦꯔꯦꯆꯔ ꯍꯦꯟꯒꯠꯂꯛꯄꯅꯤ꯫ ꯍꯦꯟꯅ ꯀꯟꯅ ꯑꯃꯁꯨꯡ ꯑꯀꯟꯕ ꯍꯤꯇꯋꯦꯕ: ꯒ꯭ꯂꯣꯕꯦꯜ ꯋꯥꯔꯃꯤꯡꯅ ꯍꯦꯟꯅ ꯀꯟꯅ ꯑꯃꯁꯨꯡ ꯑꯀꯟꯕ ꯍꯤꯇꯋꯦꯕ ꯊꯣꯛꯍꯜꯂꯤ, ꯃꯁꯤꯅ ꯃꯤꯑꯣꯏꯕꯒꯤ ꯍꯛꯁꯦꯜ, ꯂꯧꯎ-ꯁꯤꯡꯎ ꯑꯃꯁꯨꯡ ꯂꯝꯂꯛꯀꯤ ꯁꯥ-ꯎꯆꯦꯀꯁꯤꯡꯗ ꯌꯥꯝꯅ ꯆꯥꯎꯅ ꯁꯥꯐꯨ ꯄꯤꯔꯤ꯫ ꯋꯥꯔꯜꯗ ꯃꯦꯇꯤꯑꯣꯔꯣꯂꯣꯖꯤꯀꯦꯜ ꯑꯣꯔꯒꯅꯥꯏꯖꯦꯁꯟꯅ ꯔꯤꯄꯣꯔꯠ ꯇꯧꯔꯛꯈꯤ ꯃꯗꯨꯗꯤ ꯏꯪ ꯇꯔꯥꯃꯄꯥꯜ ꯌꯥꯡꯈꯩꯗꯒꯤ ꯆꯍꯤ ꯑꯃꯗ ꯆꯥꯡꯆꯠꯇ ꯍꯤꯇꯋꯦꯕꯀꯤ ꯃꯁꯤꯡ ꯑꯁꯤ ꯁꯔꯨꯛ ꯑꯅꯤ ꯍꯦꯟꯒꯠꯂꯦ, ꯑꯃꯁꯨꯡ ꯍꯤꯇꯋꯦꯕꯁꯤꯡ ꯑꯁꯤꯒꯤ ꯂꯝꯕꯤ ꯑꯃꯁꯨꯡ ꯏꯟꯇꯦꯟꯁꯤꯇꯤꯁꯨ ꯍꯦꯟꯒꯠꯂꯦ꯫ ꯅꯣꯡꯖꯨ-ꯅꯨꯡꯁꯥꯒꯤ ꯃꯑꯣꯡ ꯃꯇꯧꯗ ꯑꯍꯣꯡꯕ ꯂꯥꯛꯄ: ꯒ꯭ꯂꯣꯕꯦꯜ ꯋꯥꯔꯃꯤꯡꯒꯤ ꯑꯇꯣꯞꯄ ꯏꯝꯄꯦꯛꯇ ꯑꯃꯗꯤ ꯅꯣꯡꯖꯨ-ꯅꯨꯡꯁꯥꯒꯤ ꯃꯑꯣꯡ ꯃꯇꯧꯗ ꯑꯍꯣꯡꯕ ꯂꯥꯛꯄꯅꯤ, ꯃꯗꯨꯗꯤ ꯍꯦꯟꯅ ꯁꯥꯊꯤꯕ ꯑꯃꯁꯨꯡ ꯆꯥꯡ ꯅꯥꯏꯅ ꯅꯣꯡꯖꯨ-ꯅꯨꯡꯁꯥ ꯈꯥꯏꯗꯣꯛꯄ ꯑꯃꯁꯨꯡ ꯃꯐꯝ ꯈꯔꯗ ꯅꯣꯡ ꯀꯟꯅ ꯆꯨꯕ ꯑꯁꯤꯅꯆꯤꯡꯕꯅꯤ꯫ ꯑꯍꯣꯡꯕꯁꯤꯡ ꯑꯁꯤꯅ ꯏꯁꯤꯡꯒꯤ ꯑꯋꯥꯠꯄ ꯑꯃꯁꯨꯡ ꯆꯥꯅꯕ ꯆꯤꯟꯖꯥꯛ ꯋꯥꯠꯄ ꯊꯣꯈꯜꯂꯛꯄ ꯌꯥꯏ꯫